ꯑꯄꯤꯛꯄꯥ ꯕꯤꯖꯤꯅꯦꯁ ꯑꯃꯥ ꯑꯣꯏꯅꯥ ꯂꯣꯀꯦꯜ ꯁꯥꯔꯆꯀꯤꯗꯃꯛ ꯅꯍꯥꯛꯀꯤ ꯋꯦꯕꯁꯥꯏꯠ ꯑꯗꯨ ꯑꯣꯞꯇꯤꯃꯥꯏꯖ ꯇꯧꯕꯥ ꯑꯁꯤ ꯌꯥꯝꯅꯥ ꯃꯔꯨꯑꯣꯏ꯫ ꯅꯍꯥꯛꯀꯤ ꯋꯦꯕꯁꯥꯏꯠꯇꯥ ꯅꯍꯥꯛꯀꯤ ꯕ꯭ꯌꯨꯖꯤꯅꯦꯁ ꯑꯦꯗ꯭ꯔꯦꯁ ꯐꯣꯟ ꯅꯝꯕꯔ ꯑꯃꯁꯨꯡ ꯑꯣꯄꯅꯤꯡꯒꯤ ꯃꯇꯝ ꯌꯥꯎꯅꯥ ꯑꯆꯨꯝꯕꯥ ꯑꯃꯁꯨꯡ ꯃꯇꯝꯒꯥ ꯆꯥꯟꯅꯕꯥ ꯀꯟꯇꯦꯛ ꯏꯟꯐꯣꯔꯃꯦꯁꯟ ꯂꯩꯕ꯭ꯔꯥ ꯍꯥꯏꯕꯗꯨ ꯌꯦꯡꯎ꯫ ꯒꯨꯒꯜ ꯃꯥꯏ ꯕ꯭ꯌꯨꯖꯤꯅꯦꯁ ꯂꯤꯁ꯭ꯠ ꯑꯃꯥ ꯁꯦꯝꯃꯨ ꯑꯃꯁꯨꯡ ꯅꯨꯡꯉꯥꯏꯕꯥ ꯀꯁꯇꯃꯔꯁꯤꯡꯕꯨ ꯔꯤꯚꯤꯌꯨꯁꯤꯡ ꯊꯥꯗꯣꯛꯅꯕꯥ ꯄꯨꯛꯅꯤꯡ ꯊꯧꯒꯠꯄꯤꯌꯨ ꯃꯔꯝꯗꯤ ꯃꯁꯤꯅꯥ ꯂꯣꯀꯦꯜ ꯁꯥꯔꯆ ꯔꯤꯖꯜꯠꯁꯤꯡꯗꯥ ꯅꯍꯥꯛꯀꯤ ꯚꯤꯖꯤꯕꯤꯂꯤꯇꯤ ꯍꯦꯟꯒꯠꯍꯟꯕꯥ ꯉꯝꯒꯅꯤ꯫ ꯅꯍꯥꯛꯀꯤ ꯋꯦꯕꯁꯥꯏꯡꯀꯤ ꯄꯔꯐꯣꯃꯦꯟꯁ ꯑꯗꯨ ꯆꯥꯡ ꯅꯥꯏꯅꯥ ꯇ꯭ꯔꯦꯛ ꯇꯧꯕꯥ ꯑꯃꯁꯨꯡ ꯃꯊꯧ ꯇꯥꯕꯒꯤ ꯃꯇꯨꯡ ꯏꯟꯅꯥ ꯑꯦꯗꯖꯁ꯭ꯇꯃꯦꯟꯠ ꯇꯧꯕꯥ ꯑꯁꯤꯁꯨ ꯌꯥꯝꯅꯥ ꯃꯔꯨꯑꯣꯏ꯫ ꯅꯍꯥꯛꯀꯤ ꯁꯔꯆ ꯏꯟꯖꯤꯟ ꯔꯦꯡꯀꯤꯡ ꯌꯨꯖꯔ ꯑꯦꯡꯒꯦꯖꯃꯦꯟꯠ ꯑꯃꯁꯨꯡ ꯑꯇꯩ ꯃꯔꯨꯑꯣꯏꯕꯥ ꯃꯦꯇ꯭ꯔꯤꯛꯁꯤꯡ ꯌꯦꯡꯁꯤꯟꯅꯕꯥ ꯒꯨꯒꯜ ꯑꯦꯅꯥꯂꯥꯏꯇꯤꯛꯁꯒꯨꯝꯕꯥ ꯑꯦꯅꯥꯂꯥꯏꯇꯤꯛꯁ ꯇꯨꯜꯁꯤꯡ ꯁꯤꯖꯤꯟꯅꯧ꯫ ꯗꯦꯇꯥ ꯑꯁꯤ ꯑꯍꯣꯡꯕꯥ ꯄꯨꯔꯛꯅꯕꯒꯤ ꯈꯨꯗꯣꯡꯆꯥꯕꯁꯤꯡ ꯈꯪꯗꯣꯛꯅꯕꯥ ꯑꯃꯁꯨꯡ ꯃꯇꯝꯒꯤ ꯃꯇꯨꯡ ꯏꯟꯅꯥ ꯅꯍꯥꯛꯀꯤ ꯁꯔꯆ ꯏꯟꯖꯤꯟ ꯑꯣꯞꯇꯤꯃꯥꯏꯖꯦꯁꯟ ꯃꯤꯁꯤꯡꯒꯤ ꯃꯇꯨꯡ ꯏꯟꯅꯥ ꯃꯥꯂꯦꯝꯗꯥ ꯈ꯭ꯋꯥꯏꯗꯒꯤ ꯆꯥꯎꯕꯥ ꯁꯔꯆ ꯃꯉꯥ ꯑꯁꯤ ꯀꯔꯤꯅꯣ? ꯃꯁꯤ ꯌꯥꯝꯅꯥ ꯃꯔꯨꯑꯣꯏꯅꯥ ꯈꯪꯖꯤꯟꯕꯥ ꯌꯥꯏ ꯃꯗꯨꯗꯤ ꯃꯦꯇ꯭ꯔꯣꯄꯣꯂꯤꯇꯥꯟ ꯅꯠꯇ꯭ꯔꯒꯥ ꯑꯔꯕꯥꯟ ꯑꯦꯔꯤꯌꯥ ꯑꯃꯥ ꯀꯔꯝꯅꯥ ꯂꯦꯞꯊꯣꯛꯄꯒꯦ ꯍꯥꯏꯕꯗꯨꯗꯥ ꯌꯨꯝꯐꯝ ꯑꯣꯏꯗꯨꯅꯥ ꯃꯤꯁꯤꯡꯒꯤ ꯑꯦꯁꯇꯤꯃꯦꯠꯁꯤꯡ ꯑꯁꯤ ꯈꯦꯠꯅꯕꯥ ꯌꯥꯏ ꯑꯃꯁꯨꯡ ꯇꯣꯉꯥꯟ ꯇꯣꯉꯥꯟꯕꯥ ꯁꯣꯔꯁꯁꯤꯡꯅꯥ ꯈꯔꯥ ꯇꯣꯉꯥꯟꯕꯥ ꯔꯦꯡꯀꯤꯡꯁꯤꯡ ꯄꯤꯕꯥ ꯌꯥꯏ꯫